ꯏꯪ ꯂꯤꯁꯤꯡ ꯑꯅꯤ ꯃꯄꯜꯗ, ꯀꯪꯂꯥ ꯐꯣꯔꯠ ꯕꯣꯔꯗꯅ ꯀꯪꯂꯥꯒꯤ ꯃꯅꯨꯡꯗ ꯍꯤꯗꯥꯛ-ꯂꯥꯡꯊꯛꯀꯤ ꯑꯣꯏꯕ ꯄꯥꯝꯕꯤꯁꯤꯡ ꯊꯥꯕꯒꯤ ꯊꯧꯔꯥꯡ ꯑꯗꯨ ꯊꯕꯛ ꯑꯣꯏꯅ ꯄꯥꯡꯊꯣꯛꯅꯕ ꯀꯪꯂꯥ ꯍꯔꯕꯜ ꯒꯥꯔꯗꯦꯟ ꯂꯤꯡꯈꯠꯈꯤ꯫ ꯃꯁꯤꯅ ꯏꯪꯈꯣꯜ ꯑꯗꯨꯗ ꯆꯥꯎꯔꯥꯛꯅ ꯇꯣꯉꯥꯟ-ꯇꯣꯉꯥꯟꯕ ꯄꯥꯝꯕꯤ ꯆꯥꯃꯒ ꯀꯨꯟꯊ꯭ꯔꯥ ꯃꯥꯊꯣꯏ ꯊꯥꯈꯤ (ꯃꯁꯤꯗ ꯆꯥꯎꯔꯥꯛꯅ ꯍꯤꯗꯥꯛ-ꯂꯥꯡꯊꯛꯀꯤ ꯑꯣꯏꯕ ꯄꯥꯝꯕꯤ ꯃꯈꯜ ꯀꯨꯟ ꯌꯥꯎꯈꯤ)꯫ ꯀꯪꯂꯥ ꯍꯔꯕꯜ ꯒꯥꯔꯗꯦꯟꯗ ꯌꯣꯛꯈꯠꯂꯤꯕ ꯃꯃꯤꯡ ꯂꯩꯔꯕ ꯄꯥꯝꯕꯤ ꯃꯈꯜꯁꯤꯡꯒꯤ ꯃꯅꯨꯡꯗ "ꯍꯩꯀ꯭ꯔꯨ" (ꯐꯥꯏꯂꯟꯊꯁ ꯑꯦꯝꯕ꯭ꯂꯤꯀꯥ ꯂꯤꯟ) "ꯀꯤꯍꯣꯔꯤ" (ꯐꯥꯏꯂꯟꯊꯁ ꯑꯦꯁꯤꯗꯁ ꯂꯤꯟ), "ꯑꯒꯔ" (ꯑꯦꯀ꯭ꯋꯤꯂꯦꯔꯤꯌꯥ ꯑꯒꯥꯂꯣꯆꯥ ꯂꯦꯝ꯭ꯄ), "ꯅꯤꯝ" (ꯑꯖꯥꯗꯤꯔꯆꯇꯥ ꯏꯟꯗꯤꯀꯥ ꯑꯦ ꯖꯨꯁ), "ꯇꯦꯔꯥ" (ꯃꯣꯕꯦꯛ꯭ꯁ ꯃꯂꯦꯕꯥꯊ꯭ꯔꯤꯀꯝ ꯂꯤꯟ), "ꯁꯤꯡꯒꯥꯔꯨ" (ꯅꯤꯛꯇꯦꯟꯊꯦꯁ ꯑꯥꯔꯕꯣꯇ꯭ꯔꯤꯁꯇꯤꯁ ꯂꯤꯟ), ꯑꯃꯁꯨꯡ "ꯂꯩꯍꯥꯎ" (ꯃꯤꯀꯦꯂꯤꯌꯥ ꯆꯝꯄꯥꯀꯥ ꯂꯤꯟ) ꯌꯥꯎꯔꯤ꯫ ꯃꯅꯤꯄꯨꯔ ꯁꯔꯀꯥꯔꯅ ꯕꯣꯇꯥꯅꯤꯀꯦꯜ ꯒꯥꯔꯗꯦꯟ ꯆꯥꯎꯈꯠꯍꯟꯅꯕꯒꯤꯗꯃꯛ ꯂꯝ ꯑꯦꯀꯔ ꯑꯍꯨꯝ ꯄꯣꯏꯟ ꯃꯉꯥ ꯃꯐꯝ ꯑꯃ ꯄꯤꯈꯤ꯫ ꯏꯪ ꯂꯤꯁꯤꯡ ꯑꯅꯤ ꯇꯔꯥꯃꯥꯄꯜ ꯒꯤ ꯖꯨꯟ ꯊꯥꯒꯤ ꯃꯅꯨꯡꯗ ꯒ꯭ꯔꯤꯟ ꯃꯅꯤꯄꯨꯔ ꯃꯤꯁꯟꯒꯤ ꯊꯧꯁꯤꯜꯒꯤ ꯃꯈꯥꯗ ꯅꯨꯔꯥ ꯍꯩꯀꯣꯜ (ꯃꯩꯇꯩ ꯂꯣꯟꯗ "ꯅꯨꯄꯤꯒꯤ ꯍꯩꯀꯣꯜ") ꯒꯤ ꯃꯅꯨꯡꯗ ꯆꯥꯎꯔꯥꯛꯅ ꯃꯐꯝꯗꯨꯗ ꯐꯪꯕ ꯎꯍꯩ ꯄꯥꯟꯕ ꯄꯥꯝꯕꯤ ꯆꯥꯇ꯭ꯔꯦꯠ ꯊꯥꯈꯤ, ꯃꯁꯤ ꯃꯃꯥꯡꯗ ꯃꯅꯤꯄꯨꯔ ꯁꯔꯀꯥꯔꯅ ꯀꯪꯂꯥꯒꯤ "ꯕꯥꯌꯣꯗꯥꯏꯚꯔꯁꯤꯇꯤ ꯄꯥꯔ꯭ꯛ" ꯍꯥꯏꯅ ꯈꯡꯅꯔꯝꯃꯤ꯫ ꯏꯪ ꯂꯤꯁꯤꯡ ꯑꯅꯤ ꯆꯃꯥꯄꯟ ꯒꯤ ꯁꯦꯞꯇꯦꯝꯕꯔ ꯊꯥꯒꯤ ꯃꯅꯨꯡꯗ ꯃꯌꯣꯛꯐꯥ, ꯑꯒꯔ, ꯎꯅꯤꯡꯊꯧ, ꯇꯤꯛ, ꯆꯥꯍꯨꯏ ꯑꯃꯁꯨꯡ ꯁꯥꯝꯕꯥ ꯌꯥꯎꯅ ꯆꯥꯎꯔꯥꯛꯅ ꯎ ꯆꯥꯃꯒ ꯀꯨꯟ ꯀꯪꯂꯥꯒꯤ ꯃꯅꯨꯡꯗ ꯃꯅꯤꯄꯨꯔꯒꯤ ꯄꯥꯎꯆꯦ ꯑꯃ ꯑꯣꯏꯔꯤꯕ "ꯗ ꯁꯪꯉꯥꯏ ꯑꯦꯛ꯭ꯁꯄ꯭ꯔꯦꯁ" (ꯇꯤ. ꯑꯦꯁ. ꯏ.) ꯒꯤ ꯏꯗꯤꯇꯣꯔꯤꯌꯦꯜ ꯕꯣꯔ꯭ꯗ ꯑꯃꯁꯨꯡ ꯃꯦꯅꯦꯖꯃꯦꯟ꯭ꯇꯒꯤ ꯊꯧꯁꯤꯜꯒꯤ ꯀꯨꯟ ꯁꯨꯕ ꯂꯤꯡꯈꯠꯈꯤꯕ ꯅꯨꯃꯤꯠꯇ ꯄꯥꯡꯊꯣꯛꯇꯨꯅ ꯊꯥꯈꯤ꯫